ꯕ꯭ꯂꯣꯛ ꯄꯣꯁ ꯑꯃꯒꯤ ꯢꯁꯇ꯭ꯔꯛꯆꯔ ꯑꯗꯨ ꯑꯩꯉꯣꯟꯗꯥ ꯍꯥꯏꯕꯤꯌꯨ꯫ ꯃꯁꯛ ꯊꯣꯛꯄꯥ ꯕ꯭ꯂꯣꯛ ꯄꯣꯁ ꯑꯃꯗꯥ ꯃꯍꯧꯁꯥꯅꯥ ꯃꯔꯨ ꯑꯣꯏꯕꯥ ꯃꯆꯥꯛ ꯀꯌꯥ ꯌꯥꯎꯏ ꯃꯗꯨꯅꯥ ꯄꯥꯔꯤꯕꯁꯤꯡꯗꯥ ꯌꯥꯝꯅꯥ ꯅꯨꯡꯉꯥꯏꯕꯥ ꯑꯃꯁꯨꯡ ꯃꯤ ꯌꯥꯝꯅꯥ ꯇꯤꯟꯕꯥ ꯑꯣꯏꯍꯟꯕꯗꯥ ꯃꯇꯦꯡ ꯄꯥꯡꯏ꯫ ꯃꯈꯥꯗꯥ ꯁ꯭ꯇꯦꯟꯗꯔꯗ ꯕ꯭ꯂꯣꯛ ꯄꯣꯁ ꯑꯃꯒꯤ ꯏꯁꯇ꯭ꯔꯛꯆꯔ ꯌꯥꯎꯔꯤ꯫ ꯃꯁꯤ ꯄꯥꯔꯤꯕꯁꯤꯡꯅꯥ ꯑꯍꯥꯟꯕꯥ ꯑꯣꯏꯅꯥ ꯎꯕꯥ ꯐꯪꯕꯅꯤ ꯑꯃꯁꯨꯡ ꯃꯁꯤ ꯄꯣꯁ ꯑꯗꯨꯒꯤ ꯃꯅꯨꯡꯗꯥ ꯌꯥꯎꯔꯤꯕꯥ ꯋꯥꯐꯝꯁꯤꯡꯒꯥ ꯃꯔꯤ ꯂꯩꯅꯕꯥ ꯋꯥꯐꯝ ꯑꯃꯥ ꯑꯣꯏꯒꯗꯕꯅꯤ, ꯏꯟꯐꯣꯔꯃꯦꯇꯤꯞ ꯑꯣꯏꯒꯗꯕꯅꯤ꯫ ꯍꯧꯗꯣꯛꯄꯒꯤ ꯄꯦꯔꯥꯒ꯭ꯔꯥꯐ ꯑꯁꯤꯅꯥ ꯄꯥꯔꯤꯕꯥ ꯃꯤ ꯑꯗꯨꯕꯨ ꯍꯨꯛ ꯇꯧꯅꯕꯥ ꯑꯃꯁꯨꯡ ꯄꯣꯁꯀꯤ ꯍꯤꯔꯝ ꯑꯗꯨꯒꯤ ꯃꯇꯥꯡꯗꯥ ꯀꯟꯇꯦꯛꯁ ꯈꯔꯥ ꯄꯤꯅꯕꯥ ꯍꯥꯏꯕꯅꯤ꯫ ꯃꯔꯨ ꯑꯣꯏꯕꯥ ꯁꯔꯨꯛ ,ꯁꯦꯛꯁꯟ ꯑꯁꯤꯅꯥ ꯄꯣꯁꯀꯤ ꯃꯔꯨꯑꯣꯏꯕꯥ ꯃꯆꯥꯛꯁꯤꯡ ꯄꯤꯔꯤꯕꯥ ꯃꯐꯝ ꯑꯗꯨꯅꯤꯑꯃꯁꯨꯡ ꯃꯁꯤ ꯐꯖꯅꯥ ꯄꯥꯕꯥ ꯌꯥꯅꯕꯥ ꯁꯞꯍꯦꯗꯤꯡ ꯑꯃꯁꯨꯡ ꯄꯦꯔꯥꯒ꯭ꯔꯥꯐꯁꯤꯡꯗꯥ ꯑꯣꯔꯒꯥꯅꯥꯏꯖ ꯇꯧꯒꯗꯕꯅꯤ꯫ ꯏꯃꯦꯖ ꯑꯃꯁꯨꯡ ꯃꯜꯇꯤꯃꯦꯗꯤꯌꯥ: ꯏꯃꯦꯖ, ꯚꯤꯗꯤꯑꯣ, ꯏꯟꯐꯣꯒ꯭ꯔꯥꯐꯤꯛ ꯅꯠꯇ꯭ꯔꯒ ꯑꯇꯩ ꯃꯜꯇꯤꯃꯦꯗꯤꯌꯥ ꯑꯦꯂꯤꯃꯦꯟꯇꯁꯤꯡ ꯍꯥꯞꯆꯤꯟꯕꯅꯥ ꯇꯦꯛꯁ ꯑꯗꯨ ꯊꯨꯒꯥꯏꯕꯗꯥ ꯃꯇꯦꯡ ꯄꯥꯡꯒꯅꯤ ꯑꯃꯁꯨꯡ ꯄꯣꯁ ꯑꯗꯨ ꯍꯦꯟꯅꯥ ꯃꯤꯠꯌꯦꯡ ꯆꯪꯕꯥ ꯉꯝꯍꯜꯂꯤ꯫ ꯂꯣꯏꯁꯤꯟꯕꯒꯤ ꯁꯔꯨꯛ,ꯃꯁꯤꯗꯥ ꯑꯏꯕꯥ ꯑꯁꯤꯅꯥ ꯄꯣꯁ ꯑꯗꯨ ꯂꯣꯏꯁꯤꯜꯂꯒꯥ ꯃꯔꯨ ꯑꯣꯏꯕꯥ ꯋꯥꯐꯝꯁꯤꯡꯒꯤ ꯁꯃꯖꯤꯟꯅꯐꯝ ꯑꯃꯥ ꯅꯠꯇ꯭ꯔꯒꯥ ꯄꯥꯔꯤꯕꯥ ꯃꯤꯑꯣꯏ ꯑꯗꯨꯒꯤꯗꯃꯛ ꯑꯦꯛꯁꯟ ꯑꯃꯥ ꯄꯤꯔꯤ꯫ ꯑꯏꯕꯒꯤ ꯑꯄꯤꯛꯄꯥ ꯕꯥꯏꯑꯣ, ꯐꯣꯇꯣ ꯑꯃꯒꯥ ꯂꯣꯏꯅꯅꯥ ꯃꯈꯣꯏꯒꯤ ꯁꯣꯁꯤꯑꯦꯜ ꯃꯤꯗꯤꯌꯥ ꯅꯠꯇ꯭ꯔꯒꯥ ꯋꯦꯞꯁꯥꯏꯠꯀꯤ ꯂꯤꯡꯁꯤꯡꯒꯥ ꯂꯣꯏꯅꯅꯥ ꯄꯥꯔꯤꯕꯁꯤꯡꯕꯨ ꯄꯣꯁ ꯑꯗꯨꯒꯤ ꯃꯇꯨꯡꯗꯥ ꯂꯩꯔꯤꯕꯥ ꯃꯤꯑꯣꯏ ꯑꯗꯨꯒꯥ ꯁꯝꯅꯍꯟꯕꯗꯥ ꯃꯇꯦꯡ ꯄꯥꯡꯒꯅꯤ꯫ ꯀꯃꯦꯟ ꯁꯦꯛꯁꯟꯗꯅꯥ ꯄꯥꯔꯤꯕꯁꯤꯡꯅꯥ ꯄꯣꯁ ꯑꯗꯨꯗꯥ ꯀꯃꯦꯟ ꯑꯃꯁꯨꯡ ꯐꯤꯠꯕꯦꯛ ꯄꯤꯕꯥ ꯌꯥꯍꯟꯕꯅꯥ ꯕ꯭ꯂꯣꯛ ꯑꯁꯤꯒꯤ ꯑꯀꯣꯏꯕꯗꯥ ꯑꯦꯡꯒꯦꯖꯃꯦꯟꯇ ꯌꯣꯛꯈꯠꯄꯥ ꯑꯃꯁꯨꯡ ꯀꯝꯃ꯭ꯌꯨꯅꯤꯇꯤ ꯑꯃꯥ ꯁꯦꯝꯒꯠꯄꯗꯥ ꯃꯇꯦꯡ ꯄꯥꯡꯒꯅꯤ꯫ ꯑꯄꯨꯟꯕꯥ ꯑꯣꯏꯅꯥ, ꯌꯥꯝꯅꯥ ꯐꯖꯅꯥ ꯁꯦꯝ ꯁꯥꯕꯥ ꯕ꯭ꯂꯣꯛ ꯄꯣꯁ ꯑꯃꯥ ꯄꯥꯕꯥ ꯌꯥꯕꯥ, ꯏꯟꯐꯣꯔꯃꯦꯇꯤꯕ ꯑꯣꯏꯕꯥ ꯑꯃꯁꯨꯡ ꯄꯥꯔꯤꯕꯥ ꯃꯤꯑꯣꯏ ꯑꯗꯨꯒꯤꯗꯃꯛ ꯌꯥꯝꯅꯥ ꯅꯨꯡꯉꯥꯏꯕꯥ ꯑꯣꯏꯒꯗꯕꯅꯤ꯫ ꯁꯨꯄꯔꯚꯥꯏꯖ ꯇꯧꯔꯕꯥ ꯃꯦꯁꯤꯟ ꯂꯥꯔꯅꯤꯡꯒꯤ ꯑꯦꯜꯒꯣꯔꯤꯊꯝꯁꯤꯡ ꯃꯈꯜ ꯑꯍꯨꯝ ꯑꯃꯁꯨꯡ ꯃꯈꯣꯏꯒꯤ ꯌꯨꯖꯔ ꯀꯦꯁꯁꯤꯡ ꯂꯤꯁ ꯇꯧꯕꯤꯌꯨ꯫ ꯂꯤꯅꯤꯌꯔ ꯔꯤꯒ꯭ꯔꯦꯁꯟ ꯑꯁꯤ ꯁꯨꯄꯔꯚꯥꯏꯖ ꯇꯧꯔꯕꯥ ꯑꯦꯜꯒꯣꯔꯤꯊꯝ ꯑꯁꯤ ꯂꯦꯞꯇꯅꯥ ꯚꯦꯔꯤꯑꯦꯕꯜ ꯑꯃꯥ ꯄ꯭ꯔꯤꯗꯤꯛꯇ ꯇꯧꯕꯗꯥ ꯁꯤꯖꯤꯟꯅꯩ꯫ ꯈꯨꯗꯝ ꯑꯣꯏꯅꯥ, ꯃꯁꯤ ꯌꯨꯝꯒꯤ ꯁꯥꯏꯖ, ꯃꯐꯝ, ꯑꯃꯁꯨꯡ ꯆꯍꯤ ꯑꯁꯤꯅꯆꯤꯡꯕꯥ ꯃꯑꯣꯡ ꯀꯌꯥꯗꯥ ꯌꯨꯝꯐꯝ ꯑꯣꯏꯗꯨꯅꯥ ꯌꯨꯝꯒꯤ ꯃꯃꯜ ꯂꯦꯞꯄꯗꯥ ꯁꯤꯖꯤꯟꯅꯕꯥ ꯌꯥꯏ꯫ ꯂꯣꯖꯤꯁꯇꯤꯛ ꯔꯤꯒ꯭ꯔꯦꯁꯟ ꯑꯁꯤ ꯁꯨꯄꯔꯚꯥꯏꯖ ꯇꯧꯔꯕꯥ ꯑꯦꯜꯒꯣꯔꯤꯊꯝ ꯑꯁꯤ ꯑꯥꯎꯠꯄꯨꯠ ꯑꯁꯤ ꯕꯥꯏꯅꯥꯔꯤ ꯑꯣꯏꯕꯥ ꯀ꯭ꯂꯥꯁꯤꯐꯤꯀꯦꯁꯟꯒꯤ ꯁꯃꯁ꯭ꯌꯥꯁꯤꯡꯒꯤꯗꯃꯛꯇꯥ ꯁꯤꯖꯤꯟꯅꯩ꯫ ꯈꯨꯗꯝ ꯑꯣꯏꯅꯥ, ꯃꯁꯤ ꯏꯃꯦꯜ ꯑꯃꯥ ꯁ꯭ꯄꯥꯝ ꯑꯣꯏꯕ꯭ꯔꯥ ꯅꯠꯇ꯭ꯔꯒꯥ ꯑꯣꯏꯗꯕ꯭ꯔꯥ ꯍꯥꯏꯕꯗꯨ ꯈꯪꯗꯣꯛꯅꯕꯒꯤꯗꯃꯛ ꯁꯤꯖꯤꯟꯅꯕꯥ ꯌꯥꯏ, ꯃꯁꯤ ꯏꯃꯦꯜ ꯑꯗꯨꯗꯥ ꯁꯤꯖꯤꯟꯅꯔꯤꯕꯥ ꯃꯤꯑꯣꯏ, ꯁꯕꯖꯦꯛꯇ ꯑꯃꯁꯨꯡ ꯋꯥꯍꯩꯁꯤꯡꯒꯨꯝꯕꯥ ꯑꯀꯛꯅꯕꯥ ꯐꯤꯆꯔꯁꯤꯡꯗꯥ ꯌꯨꯝꯐꯝ ꯑꯣꯏꯗꯨꯅꯥ ꯁꯤꯖꯤꯟꯅꯕꯥ ꯌꯥꯏ꯫ ꯔꯦꯟꯗꯝ ꯐꯣꯔꯦꯁ ꯑꯁꯤ ꯁꯨꯄꯔꯚꯥꯏꯖ ꯇꯧꯔꯕꯥ ꯑꯦꯜꯒꯣꯔꯤꯊꯝ ꯑꯁꯤ ꯔꯤꯒ꯭ꯔꯦꯁꯟ ꯑꯃꯁꯨꯡ ꯀ꯭ꯂꯥꯁꯤꯐꯤꯀꯦꯁꯟꯒꯤ ꯁꯃꯁ꯭ꯌꯥ ꯑꯅꯤꯃꯛꯇꯥ ꯁꯤꯖꯤꯟꯅꯩ꯫ ꯃꯁꯤ ꯄ꯭ꯔꯤꯗꯤꯛꯁꯟꯁꯤꯡ ꯁꯦꯝꯅꯕꯥ ꯃꯜꯇꯤꯄꯜ ꯗꯤꯁꯤꯖꯟ ꯇ꯭ꯔꯤꯁꯤꯡ ꯁꯤꯖꯤꯟꯅꯕꯥ ꯑꯦꯟꯁꯦꯝꯕꯜ ꯃꯦꯠ ꯑꯃꯅꯤ꯫ ꯈꯨꯗꯝ ꯑꯣꯏꯅꯥ, ꯃꯁꯤ ꯀꯁ꯭ꯇꯃꯔ ꯗꯦꯃꯣꯒ꯭ꯔꯥꯐꯤꯛ, ꯄꯔꯆꯦꯖ ꯍꯤꯁꯇ꯭ꯔꯤ ꯑꯃꯁꯨꯡ ꯀꯁ꯭ꯇꯃꯔ ꯁꯔꯚꯤꯁꯀꯥ ꯏꯟꯇꯔꯦꯛꯁꯟꯒꯨꯝꯕꯥ ꯐꯤꯆꯔ ꯀꯌꯥꯗꯥ ꯌꯨꯝꯐꯝ ꯑꯣꯏꯗꯨꯅꯥ ꯄ꯭ꯔꯤꯗꯤꯛꯇ ꯇꯧꯕꯗꯥ ꯁꯤꯖꯤꯟꯅꯕꯥ ꯌꯥꯏ꯫